ꯀꯔꯝꯕ ꯃꯨꯚꯤꯁꯤꯡꯅ ꯃꯥꯏ ꯄꯥꯛꯀꯅꯤ ꯍꯥꯏꯅ ꯂꯥꯎꯊꯣꯛꯅꯕ ꯅ꯭ꯌꯨꯔꯜ ꯅꯦꯠꯋꯥꯔꯛ ꯑꯃ ꯁꯦꯝꯒꯠꯄ꯫ ꯀꯔꯝꯕ ꯃꯨꯚꯤꯁꯤꯡꯅ ꯃꯥꯏ ꯄꯥꯛꯀꯅꯤ ꯍꯥꯏꯕ ꯈꯪꯗꯣꯛꯅꯕ ꯅ꯭ꯌꯨꯔꯜ ꯅꯦꯠꯋꯥꯔꯛ ꯑꯃ ꯁꯦꯝꯅꯕꯒꯤꯗꯃꯛ, ꯅꯍꯥꯛꯅ ꯈꯣꯡꯊꯥꯡ ꯀꯌꯥ ꯂꯧꯈꯠꯀꯗꯕꯅꯤ: ꯗꯦꯇꯥ ꯈꯣꯝꯖꯤꯅꯕ ꯑꯃꯁꯨꯡ ꯄ꯭ꯔꯤꯄ꯭ꯔꯣꯁꯦꯁ ꯇꯧꯕ: ꯑꯍꯥꯟꯕꯗ ꯅꯍꯥꯛꯅ ꯃꯨꯚꯤꯁꯤꯡꯒꯤ ꯃꯇꯥꯡꯗ ꯃꯔꯤ ꯂꯩꯅꯕ ꯗꯦꯇꯥ ꯈꯣꯝꯖꯤꯟꯕ ꯃꯊꯧ ꯇꯥꯏ, ꯃꯈꯣꯏꯁꯤꯡ ꯑꯗꯨꯗꯤ ꯃꯈꯣꯏꯒꯤ ꯕꯖꯦꯠ, ꯖꯦꯅꯔ, ꯀꯥꯁ꯭ꯠ ꯑꯁꯤꯅꯆꯤꯡꯕꯅꯤ꯫, ꯔꯤꯚꯤꯌꯨ, ꯔꯦꯇꯤꯡ, ꯑꯃꯁꯨꯡ ꯔꯤꯂꯤꯖ ꯇꯧꯕꯒꯤ ꯇꯥꯡꯁꯤꯡ ꯌꯥꯎꯔꯤ꯫ ꯅꯍꯥꯛꯀꯤ ꯗꯦꯇꯥ ꯑꯗꯨ ꯂꯩꯔꯕ ꯃꯇꯨꯡꯗ, ꯅꯍꯥꯛꯅ ꯅ꯭ꯌꯨꯃꯔꯤꯛ ꯗꯦꯇ ꯑꯃꯍꯦꯛꯇꯕꯨ ꯅꯣꯔꯃꯦꯂꯥꯏꯖ ꯅꯠꯇ‌꯭ꯔꯒ ꯁ꯭ꯀꯦꯜ ꯇꯧꯗꯨꯅ ꯑꯃꯁꯨꯡ ꯀꯦꯇꯦꯒꯣꯔꯤꯒꯤ ꯗꯦꯇꯥ ꯑꯃꯍꯦꯛꯇꯕꯨ, ꯍꯥꯏꯕꯗꯤ ꯖꯦꯅꯔꯦꯁꯟ ꯅꯠꯇ꯭ꯔꯒ ꯀꯥꯁ꯭ꯠ ꯃꯦꯝꯕꯔꯁꯤꯡ, ꯑꯦꯟꯀꯣꯗ ꯇꯧꯗꯨꯅ ꯄ꯭ꯔꯤꯄ꯭ꯔꯣꯁꯦꯁ ꯇꯧꯒꯗꯕꯅꯤ꯫ ꯃꯣꯗꯦꯜ ꯑꯥꯔꯀꯤꯇꯦꯛꯆꯔ ꯑꯃ ꯈꯟꯕꯤꯌꯨ: ꯃꯊꯪꯗ, ꯅꯍꯥꯛꯅ ꯅꯍꯥꯛꯀꯤ ꯅ꯭ꯌꯨꯔꯜ ꯅꯦꯠꯋꯥꯔꯛꯀꯤꯗꯃꯛ ꯃꯇꯤꯛ ꯆꯥꯕ ꯑꯥꯔꯀꯤꯇꯦꯛꯆꯔ ꯑꯃ ꯈꯟꯒꯗꯕꯅꯤ꯫ ꯃꯁꯤꯗ ꯃꯜꯇꯤ-ꯂꯦꯌꯔ ꯄꯔꯁꯦꯞꯇ꯭ꯔꯣꯟ ꯅꯠꯇ꯭ꯔꯒ ꯀꯟꯚꯣꯜꯌꯨꯁꯅꯦꯜ ꯅ꯭ꯌꯨꯔꯜ ꯅꯦꯠꯋꯥꯔꯛ ꯑꯃ ꯌꯥꯎꯕ ꯌꯥꯏ꯫ ꯂꯣꯠꯁꯤꯜꯂꯕꯥ ꯂꯦꯌꯔꯁꯤꯡꯒꯤ ꯃꯁꯤꯡ ꯑꯃꯁꯨꯡ ꯁꯥꯏꯖ, ꯂꯣꯏꯅꯅ ꯁꯤꯖꯤꯟꯅꯔꯤꯕ ꯑꯦꯛꯇꯤꯚꯦꯁꯟ ꯐꯪꯁꯟꯁꯤꯡ ꯑꯁꯤ ꯅꯍꯥꯛꯀꯤ ꯗꯦꯇꯥꯒꯤ ꯃꯇꯨꯡ ꯏꯟꯅ ꯑꯦꯗꯖꯁ꯭ꯠ ꯇꯧꯕ ꯃꯊꯧ ꯇꯥꯕ ꯌꯥꯏ꯫ ꯃꯣꯗꯦꯜ ꯇ꯭ꯔꯦꯟ ꯇꯧꯕ: ꯅꯍꯥꯛꯀꯤ ꯄ꯭ꯔꯤꯞꯔꯣꯁꯦꯁ ꯇꯧꯔꯕꯥ ꯗꯦꯇꯥ ꯑꯃꯁꯨꯡ ꯃꯣꯗꯦꯜ ꯑꯥꯔꯀꯤꯇꯦꯛꯆꯔ ꯂꯩꯔꯕ ꯃꯇꯨꯡꯗ, ꯅꯍꯥꯛꯅ ꯅꯍꯥꯛꯀꯤ ꯗꯦꯇ ꯑꯗꯨ ꯇ꯭ꯔꯦꯅꯤꯡ ꯑꯃꯁꯨꯡ ꯚꯦꯂꯤꯗꯦꯁꯟ ꯁꯦꯠꯁꯤꯡꯗ ꯈꯥꯏꯗꯣꯛꯄ ꯇꯥꯏ ꯑꯃꯁꯨꯡ ꯇ꯭ꯔꯦꯅꯤꯡ ꯗꯦꯇ ꯁꯤꯖꯤꯟꯅꯗꯨꯅ ꯅꯍꯥꯛꯀꯤ ꯃꯣꯗꯦꯜ ꯑꯗꯨ ꯇ꯭ꯔꯦꯟ ꯇꯧꯒꯗꯕꯅꯤ꯫ ꯅꯍꯥꯛꯅ ꯃꯣꯗꯦꯜ ꯑꯁꯤꯒꯤ ꯄꯔꯐꯣꯃꯦꯟꯁ ꯑꯗꯨ ꯚꯦꯂꯤꯗꯦꯁꯟ ꯗꯦꯇꯥꯗ ꯌꯦꯡꯁꯤꯟꯒꯗꯕꯅꯤ ꯑꯃꯁꯨꯡ ꯃꯁꯤꯒꯤ ꯄꯔꯐꯣꯃꯦꯟꯁ ꯐꯒꯠꯍꯟꯅꯕ ꯃꯊꯧ ꯇꯥꯕꯒꯤ ꯃꯇꯨꯡ ꯏꯟꯅ ꯃꯁꯤꯒꯤ ꯍꯥꯏꯄꯔꯄꯦꯔꯥꯃꯤꯇꯔꯁꯤꯡ, ꯍꯥꯏꯕꯗꯤ ꯂꯔꯅꯤꯡ ꯔꯦꯠ ꯑꯁꯤ ꯑꯦꯗꯖꯁ꯭ꯠ ꯇꯧꯒꯗꯕꯅꯤ꯫ ꯃꯣꯗꯦꯜ ꯑꯗꯨ ꯏꯚꯥꯂ꯭ꯌꯨꯑꯦꯠ ꯇꯧꯕ: ꯅꯍꯥꯛꯀꯤ ꯃꯣꯗꯦꯜ ꯑꯗꯨ ꯇ꯭ꯔꯦꯟ ꯇꯧꯔꯕꯥ ꯃꯇꯨꯡꯗꯥ, ꯅꯍꯥꯛꯅꯥ ꯃꯁꯤꯒꯤ ꯄꯔꯐꯣꯃꯦꯟꯁ ꯑꯗꯨ ꯇꯦꯁ꯭ꯠ ꯗꯦꯇꯥꯁꯦꯠ ꯑꯃꯗ ꯏꯚꯥꯂ꯭ꯌꯨꯑꯦꯠ ꯇꯧꯒꯗꯕꯅꯤ꯫ ꯃꯁꯤꯅ ꯑꯗꯣꯝꯗ ꯃꯣꯗꯦꯜ ꯑꯁꯤꯅ ꯃꯃꯥꯡꯗ ꯎꯈꯤꯗꯕ ꯃꯨꯚꯤꯁꯤꯡꯒꯤ ꯃꯥꯏ ꯄꯥꯛꯄꯒꯤ ꯃꯇꯥꯡꯗ ꯂꯥꯎꯊꯣꯛꯄꯗ ꯀꯌꯥ ꯌꯥꯝꯅ ꯐꯖꯅ ꯄꯥꯡꯊꯣꯛꯄ ꯌꯥꯕꯒꯦ ꯍꯥꯏꯕꯒꯤ ꯋꯥꯈꯜꯂꯣꯟ ꯑꯃ ꯄꯤꯒꯅꯤ꯫ ꯄ꯭ꯔꯤꯗꯤꯛꯁꯟ ꯇꯧꯕ: ꯑꯔꯣꯏꯕꯗ, ꯑꯅꯧꯕ ꯅꯠꯇ꯭ꯔꯒ ꯂꯥꯛꯀꯗꯧꯔꯤꯕ ꯃꯨꯚꯤꯁꯤꯡꯒꯤ ꯃꯥꯏ ꯄꯥꯛꯄꯒꯤ ꯃꯇꯥꯡꯗ ꯄ꯭ꯔꯤꯗꯤꯛꯁꯟ ꯇꯧꯅꯕ ꯅꯍꯥꯛꯀꯤ ꯇ꯭ꯔꯦꯟ ꯇꯧꯔꯕ ꯑꯃꯁꯨꯡ ꯚꯦꯂꯤꯗꯦꯠ ꯇꯧꯔꯕ ꯃꯣꯗꯦꯜ ꯑꯗꯨ ꯁꯤꯖꯤꯟꯅꯕ ꯌꯥꯒꯅꯤ꯫ ꯃꯣꯗꯦꯜ ꯑꯁꯤꯅ ꯃꯥꯏ ꯄꯥꯛꯄꯒꯤ ꯄ꯭ꯔꯣꯕꯦꯕꯤꯂꯤꯇꯤꯁꯤꯡ ꯑꯥꯎꯠꯄꯨꯠ ꯇꯧꯒꯗꯕꯅꯤ, ꯃꯗꯨ ꯅꯍꯥꯛꯅ ꯋꯥꯍꯪ ꯑꯣꯏꯅ ꯂꯥꯛꯄ ꯃꯨꯚꯤꯁꯤꯡꯒꯤ ꯃꯇꯥꯡꯗ ꯋꯥꯔꯦꯞ ꯂꯧꯕ ꯅꯠꯇ꯭ꯔꯒ ꯔꯤꯀꯃꯦꯟꯗꯦꯁꯟꯁꯤꯡ ꯂꯧꯅꯕ ꯏꯟꯇꯔꯄ꯭ꯔꯥꯏꯖ ꯇꯧꯕ ꯌꯥꯏ꯫ ꯅꯤꯡꯁꯤꯡꯕꯤꯌꯨ, ꯅ꯭ꯌꯨꯔꯜ ꯅꯦꯠꯋꯥꯔꯛ ꯑꯃ ꯁꯦꯝꯕ ꯑꯁꯤ ꯏꯇꯤꯔꯦꯇꯤꯕ ꯄ꯭ꯔꯣꯁꯦꯁ ꯑꯃꯅꯤ, ꯑꯃꯁꯨꯡ ꯅꯍꯥꯛꯀꯤ ꯗꯦꯇꯥꯗꯥ ꯐꯖꯅ ꯄꯥꯡꯊꯣꯛꯄ ꯃꯣꯗꯦꯜ ꯑꯃꯗꯥ ꯌꯧꯗ꯭ꯔꯤꯉꯩꯗ ꯅꯍꯥꯛꯅ ꯇꯣꯉꯥꯟ ꯇꯣꯉꯥꯟꯕ ꯑꯥꯔꯀꯤꯇꯦꯛꯆꯔ, ꯄ꯭ꯔꯤꯞꯔꯣꯁꯦꯁꯤꯡ ꯇꯦꯛꯅꯤꯛ, ꯑꯃꯁꯨꯡ ꯍꯥꯏꯄꯔꯄꯦꯔꯥꯃꯤꯇꯔ ꯀꯌꯥ ꯍꯣꯠꯅꯕ ꯃꯊꯧ ꯇꯥꯕ ꯌꯥꯏ꯫